ꯀꯅꯥꯒꯨꯝꯕ ꯑꯃꯕꯨ ꯑꯅꯧꯕ ꯊꯕꯛꯀꯤ ꯊꯧꯗꯥꯡ ꯑꯃ ꯂꯧꯁꯤꯟꯕꯒꯤ ꯏꯃꯦꯜ ꯑꯃ ꯁꯦꯝꯃꯨ꯫ ꯔꯤꯁꯤꯄꯤꯌꯔꯒꯤ ꯃꯃꯤꯡ ꯄꯣꯖꯤꯁꯟ ꯅꯨꯡꯁꯤꯔꯕꯥ ꯔꯤꯁꯤꯄꯤꯌꯔꯒꯤ ꯃꯃꯤꯡ ꯏꯃꯦꯜ ꯑꯁꯤꯅ ꯑꯗꯣꯝꯕꯨ ꯌꯥꯝꯅ ꯐꯖꯅꯥ ꯐꯪꯒꯅꯤ ꯍꯥꯏꯅ ꯑꯩꯅ ꯊꯥꯖꯩ꯫ ꯑꯩꯍꯥꯛꯅ ꯑꯗꯣꯝꯗ ꯑꯅꯧꯕ ꯊꯕꯛꯀꯤ ꯊꯧꯗꯥꯡ ꯑꯃ ꯈꯪꯍꯟꯅꯕ ꯏꯔꯤ ꯃꯗꯨꯗꯤ ꯃꯁꯤ ꯑꯗꯣꯝꯒꯤ ꯑꯦꯛꯁꯄꯔꯠꯁꯤꯡ ꯑꯃꯁꯨꯡ ꯑꯦꯛꯁꯄꯔꯤꯌꯦꯟꯁꯀ ꯌꯥꯝꯅ ꯃꯥꯟꯅꯩ ꯍꯥꯏꯅ ꯑꯩꯈꯣꯏꯅ ꯊꯥꯖꯩ ꯫ ꯄꯣꯖꯤꯁꯟ ꯑꯣꯏꯅ ꯑꯗꯣꯝꯅ ꯑꯩꯈꯣꯏꯒꯤ ꯑꯣꯔꯒꯅꯥꯏꯖꯦꯁꯟꯗ ꯒ꯭ꯔꯣꯊ ꯑꯃꯁꯨꯡ ꯃꯥꯏꯄꯥꯛꯄ ꯊꯧꯒꯠꯅꯕ ꯑꯗꯣꯝꯒꯤ ꯍꯩꯁꯤꯡꯕ ꯑꯃꯁꯨꯡ ꯂꯧꯁꯤꯡ ꯑꯗꯨ ꯁꯤꯖꯤꯟꯅꯕꯒꯤ ꯈꯨꯗꯣꯡꯆꯥꯕ ꯐꯪꯒꯅꯤ꯫ ꯑꯗꯣꯝꯒꯤ ꯃꯔꯨꯑꯣꯏꯕ ꯊꯧꯗꯥꯡꯁꯤꯡꯗ ꯃꯔꯨꯑꯣꯏꯕ ꯊꯧꯗꯥꯡꯁꯤꯡ ꯂꯤꯁ꯭ꯠ ꯇꯧꯕꯥ ꯌꯥꯎꯒꯅꯤ ꯑꯃꯁꯨꯡ ꯑꯩꯈꯣꯒꯤ ꯄꯥꯟꯗꯝꯁꯤꯡ ꯐꯪꯅꯕ ꯑꯗꯣꯝꯅ ꯑꯩꯈꯣꯏꯒꯤ ꯇꯤꯝꯒ ꯂꯣꯏꯅꯅ ꯌꯥꯝꯅ ꯅꯛꯅ ꯊꯕꯛ ꯇꯧꯃꯤꯟꯅꯒꯅꯤ꯫ ꯑꯅꯧꯕ ꯊꯧꯗꯥꯡ ꯑꯁꯤꯒꯤꯗꯃꯛ ꯑꯩꯈꯣꯏ ꯍꯔꯥꯎꯏ ꯑꯃꯁꯨꯡ ꯑꯗꯣꯝꯒꯤ ꯀꯟꯇꯔꯤꯕ꯭ꯌꯨꯁꯟ ꯑꯁꯤꯅ ꯑꯩꯈꯣꯏꯒꯤ ꯑꯣꯔꯒꯅꯥꯏꯖꯦꯁꯟꯗ ꯌꯥꯝꯅ ꯀꯥꯟꯅꯕ ꯄꯤꯒꯅꯤ ꯍꯥꯏꯅ ꯊꯥꯖꯕ ꯊꯝꯂꯤ꯫ ꯈꯨꯗꯣꯡꯆꯥꯕ ꯑꯁꯤꯒꯤ ꯃꯇꯥꯡꯗ ꯍꯦꯟꯅ ꯑꯀꯨꯞꯄ ꯃꯔꯣꯜꯗ ꯈꯟꯅꯅꯕ ꯑꯃꯁꯨꯡ ꯑꯗꯣꯝꯒꯤ ꯋꯥꯍꯪꯁꯤꯡꯒꯤ ꯄꯥꯎꯈꯨꯝ ꯄꯤꯅꯕ ꯑꯩꯈꯣꯏꯅ ꯃꯤꯐꯝ ꯑꯃ ꯂꯦꯞꯊꯣꯛꯄ ꯄꯥꯝꯃꯤ꯫ ꯃꯁꯤꯒꯤ ꯈꯨꯗꯣꯡꯆꯥꯕ ꯑꯁꯤ ꯈꯟꯅꯕꯒꯤꯗꯃꯛ ꯊꯥꯒꯠꯆꯔꯤ, ꯑꯃꯁꯨꯡ ꯑꯊꯨꯕ ꯃꯇꯝꯗ ꯑꯗꯣꯝꯒꯤ ꯋꯥꯐꯝ ꯇꯥꯕ ꯐꯪꯒꯅꯤ ꯍꯥꯏꯅ ꯑꯩꯈꯣꯏꯅ ꯊꯥꯖꯩ꯫ ꯌꯥꯏꯐ-ꯄꯥꯎꯖꯦꯜ ꯄꯤꯖꯔꯤ, ꯒ꯭ꯔꯦꯗ ꯃꯥꯄꯜꯒꯤ ꯃꯍꯩꯔꯣꯏꯁꯤꯡꯒꯤꯗꯃꯛ ꯁꯥꯏꯟꯁ ꯄ꯭ꯔꯣꯖꯦꯛꯇꯀꯤ ꯋꯥꯈꯜꯂꯣꯟ ꯑꯃꯥ ꯁꯦꯝꯒꯠꯄꯥ꯫ ꯒ꯭ꯔꯦꯗ ꯃꯥꯄꯜꯒꯤ ꯃꯍꯩꯔꯣꯏꯁꯤꯡꯒꯤꯗꯃꯛꯇ ꯁꯥꯏꯟꯁ ꯄ꯭ꯔꯣꯖꯦꯛꯇ ꯑꯃꯒꯤ ꯋꯥꯈꯜꯂꯣꯟ ꯑꯃꯗꯤ ꯇꯣꯉꯥꯟ ꯇꯣꯉꯥꯟꯕ ꯑꯀꯣꯏꯕꯒꯤ ꯐꯤꯕꯝꯁꯤꯡꯅ ꯁꯤꯗ ꯖꯔꯃꯤꯅꯦꯁꯟꯗ ꯄꯤꯔꯤꯕ ꯏꯐꯦꯛꯇꯁꯤꯡ ꯑꯗꯨ ꯇꯦꯁ꯭ꯠ ꯇꯧꯅꯕ ꯑꯦꯛꯁꯄꯔꯤꯃꯦꯟꯇ ꯑꯃ ꯑꯣꯏꯕ ꯌꯥꯏ꯫ ꯃꯍꯩꯔꯣꯏꯁꯤꯡꯅ ꯇꯣꯉꯥꯟ-ꯇꯣꯉꯥꯟꯕ ꯃꯈꯜꯒꯤ ꯂꯩꯃꯥꯏꯗ ꯁꯦꯟꯗꯜ, ꯀ꯭ꯂꯦ, ꯑꯃꯁꯨꯡ ꯂꯣꯝꯒꯨꯝꯕꯥ ꯕꯤꯖ ꯊꯥꯕꯥ ꯌꯥꯏ ꯑꯃꯁꯨꯡ ꯇꯦꯝꯄꯦꯔꯦꯆꯔ, ꯃꯉꯥꯜ, ꯑꯃꯁꯨꯡ ꯃꯩꯁꯥꯒꯨꯝꯕ ꯐꯦꯛꯇꯔꯁꯤꯡ ꯃꯦꯅꯤꯄꯨꯂꯦꯠ ꯇꯧꯗꯨꯅ ꯁꯤꯗꯁꯤꯡꯅ ꯀꯔꯝꯅ ꯔꯦꯁ꯭ꯄꯣꯟꯁ ꯇꯧꯕꯒꯦ ꯍꯥꯏꯕꯗꯨ ꯌꯦꯡꯕ ꯌꯥꯏ꯫ ꯃꯈꯣꯏꯅ ꯃꯍꯩ-ꯃꯔꯣꯡꯁꯤꯡ ꯊꯥꯗꯣꯛꯄꯗ ꯆꯪꯕ ꯃꯇꯝ ꯑꯃꯁꯨꯡ ꯃꯥꯏ ꯄꯥꯛꯅ ꯊꯥꯕ ꯆꯦꯡꯒꯤ ꯆꯥꯗꯒꯤ ꯗꯦꯇ ꯈꯣꯝꯖꯤꯟꯕ ꯌꯥꯏ꯫ ꯑꯃꯁꯨꯡ ꯃꯈꯣꯏꯒꯤ ꯔꯤꯖꯜꯇꯁꯤꯡ ꯑꯗꯨ ꯑꯦꯅꯥꯂꯥꯏꯖ ꯇꯧꯗꯨꯅ ꯃꯍꯩ-ꯃꯔꯣꯡ ꯊꯥꯕꯒꯤ ꯌꯥꯝꯅ ꯐꯕ ꯀꯟꯗꯤꯁꯟꯁꯤꯡꯒꯤ ꯃꯇꯥꯡꯗ ꯋꯥꯔꯦꯞ ꯂꯧꯕ ꯌꯥꯏ꯫ ꯄ꯭ꯔꯣꯖꯦꯛꯇ ꯑꯁꯤꯅ ꯃꯍꯩꯔꯣꯏꯁꯤꯡꯗ ꯕꯣꯇꯥꯅꯤꯒꯤ ꯃꯔꯨꯑꯣꯏꯕ ꯄ꯭ꯔꯤꯟꯁꯤꯄꯜꯁꯤꯡ ꯊꯤꯖꯤꯟꯕ ꯑꯃꯁꯨꯡ ꯈꯨꯠꯅ ꯁꯥꯕ ꯑꯦꯛꯁꯄꯔꯤꯃꯦꯟꯇꯀꯤ ꯈꯨꯠꯊꯥꯡꯗ ꯁꯥꯏꯟꯇꯤꯐꯤꯛ ꯃꯦꯊꯗꯀꯤ ꯃꯇꯥꯡꯗ ꯈꯪꯕ ꯉꯝꯍꯟꯒꯅꯤ꯫ ꯗꯦꯇꯥ ꯑꯦꯅꯥꯂꯥꯏꯁꯤꯁꯀꯤ ꯀꯃꯟ ꯑꯣꯏꯕ ꯃꯦꯊꯗ ꯃꯉꯥꯒꯤ ꯃꯃꯤꯡ ꯊꯣꯟꯕꯤꯌꯨ꯫ ꯗꯤꯁ꯭ꯀꯔꯤꯞꯇꯤꯚ ꯑꯦꯅꯥꯂꯥꯏꯁꯤꯁ: ꯃꯁꯤ ꯗꯦꯇꯥꯁꯦꯠ ꯑꯃꯒꯤ ꯃꯔꯨꯑꯣꯏꯕ ꯃꯁꯛꯁꯤꯡ ꯁꯦꯝꯗꯣꯛꯄ ꯑꯃꯁꯨꯡ ꯐꯣꯡꯗꯣꯛꯄ ꯌꯥꯎꯕ ꯗꯦꯇꯥ ꯑꯦꯅꯥꯂꯥꯏꯁꯤꯁꯀꯤ ꯈ꯭ꯋꯥꯏꯗꯒꯤ ꯂꯥꯏꯕ ꯄꯥꯝꯕꯩꯅꯤ꯫ ꯔꯤꯒ꯭ꯔꯦꯁꯟ ꯑꯦꯅꯥꯂꯥꯏꯁꯤꯁ: ꯃꯁꯤꯒꯤ ꯄꯥꯝꯕꯩ ꯑꯁꯤ ꯗꯤꯄꯦꯟꯗꯦꯟꯇ ꯑꯃꯁꯨꯡ ꯃꯅꯤꯡꯇꯝꯕ ꯚꯦꯔꯤꯑꯦꯕꯜꯁꯤꯡꯒꯤ ꯃꯔꯛꯇ ꯂꯩꯔꯤꯕ ꯃꯔꯤ ꯑꯗꯨ ꯊꯤꯖꯤꯟꯅꯕ ꯁꯤꯖꯤꯟꯅꯩ꯫ ꯐꯦꯛꯇꯔ ꯑꯦꯅꯥꯂꯥꯏꯁꯤꯁ: ꯃꯁꯤ ꯚꯦꯔꯤꯑꯦꯕꯜꯁꯤꯡꯒꯤ ꯁꯦꯠ ꯑꯃꯒꯤ ꯃꯈꯥ ꯄꯣꯜꯂꯤꯕ ꯁ꯭ꯇꯔꯀꯆꯔ ꯈꯪꯗꯣꯛꯆꯥꯅꯕ ꯁꯤꯖꯤꯟꯅꯕ ꯃꯦꯊꯗ ꯑꯃꯅꯤ꯫ ꯀ꯭ꯂꯁ꯭ꯇꯔ ꯑꯦꯅꯥꯂꯥꯏꯁꯤꯁ: ꯃꯁꯤ ꯃꯈꯣꯏꯒꯤ ꯃꯥꯟꯅꯕ ꯑꯃꯁꯨꯡ ꯈꯦꯠꯅꯕ ꯑꯗꯨꯗ ꯌꯨꯝꯐꯝ ꯑꯣꯏꯔꯒ ꯗꯦꯇꯥ ꯄꯣꯏꯟꯇꯁꯤꯡ ꯀꯥꯡꯂꯨꯞ ꯈꯥꯏꯗꯣꯛꯄꯒꯤ ꯃꯑꯣꯡ ꯑꯃꯅꯤ꯫ ꯇꯥꯏꯝ ꯁꯤꯔꯤꯖ ꯑꯦꯅꯥꯂꯥꯏꯁꯤꯁ: ꯃꯁꯤ ꯗꯦꯇꯥꯒꯤ ꯃꯑꯣꯡ ꯃꯇꯧꯒꯤ ꯃꯇꯥꯡꯗ ꯑꯔꯊ ꯂꯩꯕ ꯋꯥꯈꯜꯂꯣꯟꯁꯤꯡ ꯂꯧꯊꯣꯛꯅꯕ ꯑꯃꯁꯨꯡ ꯐꯣꯔꯀꯥꯁ꯭ꯠ ꯇꯧꯅꯕ ꯇꯥꯏꯝ-ꯁꯤꯔꯤꯖ ꯗꯦꯇꯥ ꯑꯦꯅꯥꯂꯥꯏꯖ ꯇꯧꯕꯗ ꯁꯤꯖꯤꯟꯅꯕ ꯁ꯭ꯇꯦꯇꯤꯁ꯭ꯇꯤꯀꯦꯜ ꯇꯦꯛꯅꯤꯛ ꯑꯃꯅꯤ꯫